ꯄꯥꯍꯦꯂꯥ ꯕꯥꯏꯁꯥꯈ ꯅꯠꯇ꯭ꯔꯒ ꯄꯣꯌꯥꯂꯥ ꯕꯥꯏꯁꯥꯈ ꯕꯦꯡꯒꯥꯂꯤ ꯀꯦꯂꯦꯟꯗꯔꯒꯤ ꯑꯍꯥꯟꯕ ꯊꯥꯒꯤ ꯑꯍꯥꯟꯕꯥ ꯅꯨꯃꯤꯠ ꯑꯁꯤ ꯕꯦꯡꯒꯥꯂꯤ ꯑꯅꯧꯕ ꯆꯍꯤꯒꯤ ꯑꯍꯥꯟꯕ ꯅꯨꯃꯤꯠꯅꯤ ꯃꯁꯤꯕꯨ ꯕꯦꯡꯒꯥꯂꯤ ꯑꯅꯧꯕ ꯆꯍꯤ ꯍꯥꯏꯅꯥꯁꯨ ꯈꯪꯅꯩ꯫ ꯅꯨꯃꯤꯠ ꯑꯁꯤ ꯕꯦꯡꯒꯥꯂꯤ ꯄꯨꯝꯅꯃꯛꯀꯤ ꯆꯠꯅꯕꯤꯒꯤ ꯑꯣꯏꯕꯥ ꯑꯅꯧꯕ ꯆꯍꯤꯒꯤ ꯀꯨꯝꯃꯩꯅꯤ꯫ ꯅꯨꯃꯤꯠ ꯑꯁꯤ ꯕꯡꯒ꯭ꯂꯥꯗꯦꯁ ꯑꯃꯁꯨꯡ ꯚꯥꯔꯠꯀꯤ ꯋꯦꯁ꯭ꯠ ꯕꯦꯡꯒꯂꯥꯗꯥ ꯑꯅꯧꯕꯥ ꯆꯍꯤ ꯍꯥꯏꯅ ꯑꯈꯟꯅꯕꯥ ꯀꯨꯝꯃꯩꯁꯤꯡꯒꯥ ꯂꯣꯏꯅꯅ ꯄꯥꯡꯊꯣꯛꯏ꯫ ꯇ꯭ꯔꯤꯄꯨꯔꯥꯗꯥ ꯂꯩꯕꯥ ꯕꯡꯒꯥꯂꯤꯁꯤꯡꯅꯁꯨ ꯀꯨꯝꯃꯩ ꯑꯁꯤꯗꯥ ꯁꯔꯨꯛ ꯌꯥꯔꯤ꯫ ꯄꯣꯍꯦꯂꯥ ꯕꯥꯏꯁꯥꯈ ꯑꯁꯤ ꯕꯡꯒ꯭ꯂꯥꯗꯦꯁꯇꯥ ꯂꯩꯕꯥꯛꯀꯤ ꯀꯨꯝꯃꯩ ꯑꯃꯥ ꯑꯣꯏꯅ ꯄꯥꯡꯊꯣꯛꯏ꯫ ꯑꯁꯤꯒꯨꯝꯕꯥ ꯃꯑꯣꯡꯗꯥ ꯃꯁꯤꯕꯨ ꯕꯦꯡꯒꯥꯂꯤꯁꯤꯡꯒꯤ ꯃꯥꯂꯦꯝꯒꯤ ꯑꯣꯏꯕꯥ ꯐꯣꯜꯛ ꯀꯨꯝꯍꯩ ꯐꯤꯌꯣꯡ ꯑꯃꯥ ꯑꯣꯏꯅꯥ ꯂꯧꯅꯩ꯫ ꯄꯣꯍꯦꯂꯥ ꯕꯥꯏꯁꯥꯈꯀꯤ ꯊꯧꯔꯝ ꯑꯁꯤ ꯑꯔꯤꯕꯥ ꯙꯥꯀꯥꯒꯤ ꯃꯨꯁꯂꯤꯝ ꯃꯍꯤꯐꯔꯥ ꯀꯝꯃ꯭ꯌꯨꯅꯤꯇꯤꯗꯒꯤ ꯍꯧꯈꯤ꯫ ꯃꯁꯤꯒꯤ ꯀꯨꯝꯃꯩ ꯑꯁꯤ ꯒ꯭ꯔꯦꯒꯔꯤꯌꯟ ꯀꯦꯂꯦꯟꯗꯔꯒꯤ ꯃꯇꯨꯡ ꯏꯟꯅꯥ ꯆꯍꯤ ꯈꯨꯗꯤꯡꯒꯤ ꯑꯦꯄ꯭ꯔꯤꯜ ꯇꯔꯥꯃꯔꯤꯗ ꯕꯡꯒ꯭ꯂꯥꯗꯦꯁꯇ ꯄꯥꯡꯊꯣꯛꯏ ꯅꯨꯃꯤꯠ ꯑꯁꯤ ꯕꯥꯡꯂ ꯑꯦꯀꯥꯗꯦꯃꯤꯅꯥ ꯁꯦꯝꯕ ꯃꯣꯗꯔꯟ ꯕꯦꯡꯒꯂꯤ ꯀꯦꯂꯦꯟꯗꯔꯒꯤ ꯃꯇꯨꯡ ꯏꯟꯅꯥ ꯂꯦꯞꯊꯣꯛꯈ꯭ꯔꯦ꯫ ꯋꯦꯁ꯭ꯠ ꯕꯦꯡꯒ꯭ꯂꯥꯗꯥ ꯄꯣꯍꯦꯂꯥ ꯕꯥꯏꯁꯥꯈ ꯑꯁꯤ ꯆꯟꯗ꯭ꯔꯁꯧꯔ ꯕꯦꯡꯒꯂꯤ ꯀꯦꯂꯦꯟꯗꯔꯒꯤ ꯃꯇꯨꯡ ꯏꯟꯅꯥ ꯑꯦꯄ꯭ꯔꯤꯜ ꯇꯔꯥꯃꯉꯥꯗꯥ ꯄꯥꯡꯊꯣꯛꯏ꯫